ꯃꯈꯥꯗ ꯄꯤꯔꯤꯕ ꯑꯥꯏꯇꯦꯝ ꯑꯅꯤ ꯑꯁꯤ ꯆꯥꯡꯗꯝꯅ ꯑꯃꯁꯨꯡ ꯀꯟꯇꯔꯦꯁ꯭ꯠ ꯇꯧꯕ꯫ ꯇꯦꯕꯜ ꯑꯃꯁꯨꯡ ꯆꯦꯌꯥꯔ꯫ ꯇꯦꯕꯜ ꯑꯃꯁꯨꯡ ꯆꯦꯌꯥꯔ ꯑꯅꯤꯃꯛ ꯑꯁꯤ ꯌꯨꯝ, ꯑꯣꯐꯤꯁ ꯑꯃꯁꯨꯡ ꯑꯇꯩ ꯏꯁ꯭ꯇꯥꯕ꯭ꯂꯤꯁꯃꯦꯟꯁꯤꯡꯗ ꯃꯍꯧꯁꯥꯅ ꯁꯤꯖꯤꯟꯅꯕ ꯐꯔꯅꯤꯆꯔꯅꯤ꯫ ꯃꯈꯣꯏ ꯑꯁꯤ ꯎ, ꯙꯥꯇꯨ, ꯅꯠꯇ꯭ꯔꯒ ꯄ꯭ꯂꯥꯁꯇꯤꯛꯒꯨꯝꯕ ꯇꯣꯉꯥꯟ ꯇꯣꯉꯥꯟꯕ ꯃꯆꯥꯛꯁꯤꯡꯗꯒꯤ ꯁꯦꯝꯕ ꯌꯥꯏ ꯑꯃꯁꯨꯡ ꯃꯁꯤꯡ ꯌꯥꯝꯂꯕ ꯗꯤꯖꯥꯏꯟ ꯑꯃꯁꯨꯡ ꯁꯥꯏꯖ ꯀꯌꯥꯗ ꯂꯥꯛꯏ꯫ ꯇꯦꯕꯜ ꯑꯃꯗꯤ ꯆꯦꯌꯥꯔꯒꯤ ꯃꯔꯛꯇ ꯂꯩꯕ ꯃꯔꯨꯑꯣꯏꯕ ꯈꯦꯠꯅꯕ ꯑꯁꯤ ꯃꯈꯣꯏꯒꯤ ꯃꯁꯥꯒꯤ ꯑꯣꯏꯕ ꯊꯕꯛꯁꯤꯡꯗ ꯂꯩ꯫ ꯇꯦꯕꯜ ꯍꯥꯏꯕꯁꯤ ꯃꯔꯨꯑꯣꯏꯅ ꯆꯥꯅꯕ ꯆꯤꯟꯖꯥꯛ, ꯂꯥꯏꯔꯤꯛ, ꯑꯃꯁꯨꯡ ꯃꯁꯛ ꯊꯣꯛꯄ ꯄꯣꯠꯂꯝꯁꯤꯡꯒꯨꯝꯕ ꯄꯣꯠꯁꯛꯁꯤꯡ ꯊꯝꯅꯕ ꯅꯠꯇꯔꯒ ꯊꯝꯅꯕ ꯁꯤꯖꯤꯟꯅꯕ ꯐ꯭ꯂꯦꯠ ꯁꯔꯐꯦꯁ ꯑꯃꯅꯤ꯫ ꯑꯃꯔꯣꯝꯗ, ꯆꯦꯌꯥꯔ ꯑꯁꯤ ꯃꯤꯑꯣꯏ ꯑꯃꯒꯤ ꯐꯝꯐꯝ ꯑꯃꯁꯨꯡ ꯁꯄꯣꯔꯠ ꯄꯤꯅꯕ ꯁꯦꯝꯈꯤꯕꯅꯤ, ꯃꯁꯤꯒꯤ ꯁ꯭ꯇꯔꯛꯆꯔ ꯑꯁꯤ ꯃꯍꯧꯁꯥꯅ ꯕꯦꯛꯔꯦꯁ꯭ꯠ, ꯑꯥꯔ꯭ꯝꯔꯦꯁ꯭ꯠ ꯑꯃꯁꯨꯡ ꯐꯝꯅꯕ ꯃꯐꯝ ꯑꯃ ꯌꯥꯎꯏ꯫ ꯗꯤꯖꯥꯏꯟꯒꯤ ꯃꯇꯥꯡꯗ ꯍꯥꯏꯔꯕꯗ, ꯇꯦꯕꯜꯁꯤꯡꯗ ꯃꯍꯧꯁꯥꯅ ꯈꯣꯡ ꯃꯔꯤ ꯑꯃꯁꯨꯡ ꯐ꯭ꯂꯦꯠ ꯇꯞ ꯑꯃꯥ ꯂꯩ, ꯑꯗꯨꯒ ꯆꯦꯌꯥꯔꯁꯤꯡꯗ ꯃꯈꯜ ꯀꯌꯥꯒꯤ ꯗꯤꯖꯥꯏꯟ ꯂꯩ ꯑꯃꯁꯨꯡ ꯑꯥꯔ꯭ꯝꯔꯦꯁ꯭ꯠ, ꯕꯦꯛꯔꯦꯁ꯭ꯠ ꯅꯠꯇ꯭ꯔꯒ ꯈꯣꯡ ꯐꯥꯎꯕ ꯌꯥꯎꯕ ꯅꯠꯇ꯭ꯔꯒ ꯌꯥꯎꯗꯅ ꯂꯥꯛꯄ ꯌꯥꯏ꯫ ꯇꯦꯕꯜ ꯑꯃꯁꯨꯡ ꯆꯦꯌꯥꯔꯒꯤ ꯑꯋꯥꯡꯕ ꯑꯁꯤꯁꯨ ꯃꯍꯧꯁꯥꯅ ꯇꯣꯉꯥꯜꯂꯤ; ꯇꯦꯕꯜꯁꯤꯡ ꯑꯁꯤ ꯃꯍꯧꯁꯥꯅ ꯆꯦꯌꯥꯔꯗꯒꯤ ꯍꯦꯟꯅ ꯋꯥꯡꯏ, ꯃꯤꯑꯣꯏ ꯑꯃꯅ ꯐꯝꯗꯨꯅ ꯂꯩꯕꯥ ꯃꯇꯝꯗ ꯌꯧꯕ ꯌꯥꯕ ꯑꯋꯥꯡꯕ ꯃꯐꯝꯗ ꯊꯝꯃꯤ꯫ ꯈꯪꯖꯤꯟꯒꯗꯕ ꯑꯃꯅ, ꯇꯦꯕꯜ ꯑꯃꯁꯨꯡ ꯆꯦꯌꯥꯔ ꯑꯅꯤꯃꯛ ꯑꯁꯤ ꯃꯍꯧꯁꯥꯅ ꯁꯤꯖꯤꯟꯅꯕ ꯑꯃꯁꯨꯡ ꯄꯣꯇꯦꯟꯁꯤꯑꯦꯜ ꯀꯝꯄꯂꯤꯃꯦꯟꯇꯦꯔꯤ ꯑꯣꯏꯕ ꯐꯔꯅꯤꯆꯔꯒꯤ ꯁꯔꯨꯛꯁꯤꯡ ꯑꯣꯏꯔꯕꯁꯨ, ꯃꯈꯣꯏꯒꯤ ꯃꯔꯨꯑꯣꯏꯕ ꯐꯪꯁꯟꯁꯤꯡ ꯑꯃꯁꯨꯡ ꯗꯤꯖꯥꯏꯟꯒꯤ ꯃꯇꯥꯡꯗ ꯌꯥꯝꯅ ꯈꯦꯠꯅꯩ꯫ ꯒꯥꯔꯤ ꯑꯃꯅ ꯁꯥꯏꯀꯜ ꯑꯃꯒ ꯀꯔꯤ ꯃꯑꯣꯡꯗ ꯃꯥꯟꯅꯕꯒꯦ? ꯒꯥꯔꯤ ꯑꯃꯗꯤ ꯁꯥꯏꯀꯜ ꯑꯃꯒ ꯃꯥꯟꯅꯕ ꯀꯌꯥ ꯂꯩ, ꯃꯈꯣꯏ ꯑꯗꯨꯗꯤ: ꯆꯠꯊꯣꯛ-ꯆꯠꯁꯤꯟ: ꯒꯥꯔꯤ ꯑꯃꯁꯨꯡ ꯁꯥꯏꯀꯜ ꯑꯅꯤꯃꯛ ꯑꯁꯤ ꯆꯠꯊꯣꯛ ꯆꯠꯁꯤꯟ ꯄꯤꯕ ꯑꯃꯁꯨꯡ ꯃꯤꯁꯤꯡꯕꯨ ꯃꯐꯝ ꯑꯃꯗꯒꯤ ꯑꯃꯗ ꯆꯠꯊꯣꯛ ꯆꯠꯁꯤꯟ ꯇꯧꯕꯗ ꯃꯇꯦꯡ ꯄꯥꯡꯂꯤꯕ ꯒꯥꯔꯤꯁꯤꯡꯅꯤ꯫ ꯍꯨꯏꯁꯤꯡ: ꯒꯥꯔꯤ ꯑꯅꯤꯃꯛꯇ ꯃꯈꯣꯏꯒꯤ ꯆꯠꯊꯣꯛ-ꯆꯠꯁꯤꯟ ꯇꯧꯕꯗ ꯂꯥꯏꯊꯣꯛꯍꯟꯅꯕ ꯆꯦꯟꯕ ꯍꯨꯏꯁꯤꯡ ꯂꯩ꯫ ꯁ꯭ꯇꯤꯌꯔꯤꯡ: ꯒꯥꯔꯤ ꯑꯃꯗꯤ ꯁꯥꯏꯀꯜ ꯑꯅꯤꯃꯛꯇ ꯁ꯭ꯇꯤꯌꯔꯤꯡ ꯁꯤꯁ꯭ꯇꯦꯝ ꯑꯃꯥ ꯂꯩ, ꯃꯗꯨꯅ ꯗ꯭ꯔꯥꯏꯚꯔ ꯅꯠꯇꯔꯒ ꯔꯥꯏꯗꯔꯅ ꯒꯥꯔꯤꯒꯤ ꯃꯥꯏꯀꯩ ꯀꯟꯇꯔꯣꯜ ꯇꯧꯕ ꯌꯥꯍꯜꯂꯤ꯫ ꯕ꯭ꯔꯦꯀꯤꯡ ꯁꯤꯁ꯭ꯇꯦꯝ: ꯒꯥꯔꯤ ꯑꯅꯤꯃꯛꯇ ꯕ꯭ꯔꯦꯀꯤꯡ ꯁꯤꯁ꯭ꯇꯦꯝ ꯑꯃꯥ ꯂꯩ, ꯃꯗꯨꯅ ꯗ꯭ꯔꯥꯏꯚꯔ ꯅꯠꯇꯔꯒ ꯔꯥꯏꯗꯔꯅ ꯒꯥꯔꯤ ꯑꯗꯨ ꯂꯦꯡꯗꯅ ꯊꯝꯕ ꯅꯠꯇꯔꯒ ꯊꯤꯡꯖꯤꯟꯕ ꯌꯥꯍꯜꯂꯤ꯫ ꯃꯤꯑꯣꯏꯕꯒꯤ ꯀꯟꯇ꯭ꯔꯣꯜ: ꯒꯥꯔꯤ ꯑꯃꯗꯤ ꯁꯥꯏꯀꯜ ꯑꯅꯤꯃꯛ ꯆꯂꯥꯏꯕꯗ ꯃꯤꯑꯣꯏꯕꯒꯤ ꯀꯟꯇꯔꯣꯜ ꯃꯊꯧ ꯇꯥꯏ꯫ ꯐ꯭ꯌꯨꯑꯦꯜ ꯅꯠꯇꯔꯒ ꯑꯦꯅꯔꯖꯤ: ꯒꯥꯔꯤ ꯑꯅꯤꯃꯛ ꯊꯕꯛ ꯇꯧꯅꯕꯒꯤꯗꯃꯛꯇ ꯃꯈꯜ ꯑꯃꯒꯤ ꯏꯅꯔꯖꯤ ꯃꯊꯧ ꯇꯥꯏ꯫ ꯃꯍꯧꯁꯥꯅ ꯒꯥꯔꯤꯁꯤꯡꯅ ꯃꯈꯣꯏꯒꯤ ꯏꯟꯖꯤꯟꯁꯤꯡꯗ ꯄꯥꯋꯔ ꯄꯤꯅꯕꯒꯤꯗꯃꯛ ꯄꯦꯇꯔꯣꯜ, ꯗꯤꯖꯦꯜ ꯅꯠꯇꯔꯒ ꯏꯂꯦꯛꯇ꯭ꯔꯤꯁꯤꯇꯤ ꯁꯤꯖꯤꯟꯅꯩ, ꯑꯗꯨꯒ ꯁꯥꯏꯀꯜꯁꯤꯡꯅ ꯆꯠꯊꯣꯛ-ꯆꯠꯁꯤꯟ ꯇꯧꯕꯗ ꯄꯦꯗꯜꯒꯤ ꯃꯑꯣꯡꯗ ꯃꯤꯑꯣꯏꯕꯒꯤ ꯏꯅꯔꯖꯤ ꯃꯊꯧ ꯇꯥꯏ꯫